ꯀꯃꯟꯗ ꯂꯥꯏꯟ ꯑꯥꯔꯒꯨꯃꯦꯟ ꯑꯃꯒꯤ ꯈꯨꯗꯝ ꯑꯃ ꯄꯤꯌꯨ꯫ ꯀꯃꯟꯗ ꯂꯥꯏꯟ ꯑꯥꯔꯒꯨꯃꯦꯟ ꯍꯥꯏꯕꯁꯤ ꯑꯣꯄꯔꯦꯇꯤꯡ ꯁꯤꯁꯇꯦꯝ ꯑꯃꯒꯤ ꯀꯃꯟꯗ ꯂꯥꯏꯟ ꯏꯟꯇꯔꯐꯦꯁ ꯗꯒꯤ ꯍꯧꯗꯣꯛꯄꯥ ꯃꯇꯝꯗ ꯄ꯭ꯔꯣꯒꯔꯥꯝ ꯑꯃꯗ ꯄꯥꯁ ꯇꯧꯕ ꯄꯦꯔꯥꯃꯤꯇꯔ ꯑꯃꯅꯤ꯫ ꯃꯈꯥꯗ ꯀꯃꯥꯟꯗ ꯂꯥꯏꯟ ꯑꯥꯔꯒꯨꯃꯦꯟ ꯑꯃꯒꯤ ꯈꯨꯗꯝ ꯑꯃ ꯄꯤꯔꯤ ꯈꯨꯗꯝ ꯑꯁꯤꯗ ꯑꯁꯤ ꯑꯦꯛꯁꯦꯁꯤꯕꯜ ꯇꯧꯔꯤꯕ ꯄꯥꯏꯊꯣꯟ ꯁꯀꯔꯤꯞꯅꯤ꯫ ꯑꯥꯔꯒꯨꯃꯦꯟꯁꯤꯡ ꯑꯃꯁꯨꯡ ꯑꯁꯤ ꯁꯀꯔꯤꯞꯇ ꯀꯔꯤ ꯇꯧꯒꯗꯒꯦ ꯍꯥꯌꯕꯗꯨ ꯇꯥꯛꯄ ꯐꯂꯦꯛꯁꯤꯡꯅꯤ ꯑꯃꯁꯨꯡ ꯑꯁꯤ ꯐꯂꯦꯛꯁꯤꯡ ꯑꯗꯨꯒꯤ ꯚꯦꯜꯌꯨꯁꯤꯡꯅꯤ꯫ ꯁꯀꯔꯤꯞ ꯑꯁꯤꯒꯤ ꯀꯟꯇꯦꯟ ꯑꯗꯨ ꯃꯁꯤꯒꯤ ꯏꯟꯄꯨꯠ ꯑꯣꯏꯅ ꯁꯤꯖꯤꯟꯅꯒꯅꯤ ꯑꯃꯁꯨꯡ ꯃꯁꯤꯒꯤ ꯑꯥꯎꯠꯄꯨꯠ ꯑꯁꯤꯗ ꯏꯒꯅꯤ꯫ ꯃꯔꯨꯑꯣꯏꯕ ꯄꯨꯋꯥꯔꯤꯒꯤ ꯊꯧꯗꯣꯛ ꯑꯃ ꯐꯣꯡꯗꯣꯛꯄꯤꯌꯨ꯫ ꯈ꯭ꯋꯥꯏꯗꯒꯤ ꯃꯔꯨ ꯑꯣꯏꯕ ꯄꯨꯋꯥꯔꯤꯒꯤ ꯊꯧꯗꯣꯛꯁꯤꯡꯒꯤ ꯃꯅꯨꯡꯗ ꯑꯃꯗꯤ ꯏꯪ ꯗ ꯃꯦꯛꯅꯥ ꯀꯥꯔꯇꯥꯗ ꯈꯨꯠꯌꯦꯛ ꯄꯤꯅꯈꯤꯕ ꯑꯗꯨꯅꯤ ꯊꯧꯗꯣꯛ ꯑꯁꯤ ꯏꯪꯂꯦꯟꯗꯒꯤ ꯋꯤꯟꯗꯁꯔꯒꯤ ꯃꯅꯥꯛꯇ ꯂꯩꯕ ꯔꯨꯅꯤꯃꯦꯠꯇꯥ ꯊꯣꯛꯈꯤꯕꯅꯤ ꯃꯗꯨꯗ ꯅꯤꯡꯊꯧ ꯖꯣꯟꯁꯅ ꯃꯍꯥꯛꯀꯤ ꯔꯥꯏꯖꯒꯤ ꯁꯤꯜ ꯑꯗꯨ ꯒ꯭ꯔꯦꯠ ꯆꯥꯔꯇꯔ ꯍꯥꯏꯅ ꯈꯪꯅꯕ ꯗꯣꯀꯨꯃꯦꯟ ꯑꯁꯤꯒꯤ ꯃꯊꯛꯇ ꯊꯝꯈꯤ꯫ ꯃꯦꯛꯅ ꯀꯥꯔꯇ ꯑꯁꯤ ꯄꯨꯋꯥꯔꯤꯗ ꯃꯔꯨꯑꯣꯏꯕ ꯑꯍꯣꯡꯕ ꯑꯃ ꯑꯣꯏꯈꯤ ꯃꯔꯝꯗꯤ ꯃꯁꯤꯅ ꯔꯥꯖꯅꯤꯇꯤꯒꯤ ꯁꯛꯇꯤꯕꯨ ꯂꯤꯃꯤꯠ ꯇꯧꯈꯤ ꯑꯃꯁꯨꯡ ꯀꯅꯥꯒꯨꯝꯕ ꯑꯃꯠꯇꯅ ꯅꯤꯡꯊꯧ ꯐꯥꯎꯕꯥ ꯑꯥꯏꯟꯒꯤ ꯃꯊꯛꯇ ꯂꯩꯇꯦ ꯍꯥꯌꯕꯒꯤ ꯋꯥꯈꯜꯂꯣꯟ ꯑꯗꯨ ꯂꯤꯡꯈꯠꯈꯤ꯫ ꯏꯪꯂꯦꯟꯗꯒꯤ ꯕꯦꯔꯣꯅꯁꯤꯡꯅ ꯅꯤꯡꯊꯧ ꯖꯣꯟꯁꯀꯤ ꯑꯀꯛꯅꯕ ꯇꯦꯛꯁ ꯑꯃꯁꯨꯡ ꯑꯔꯕꯤꯠꯔꯦꯔꯤ ꯔꯨꯜꯅꯥ ꯃꯔꯝ ꯑꯣꯏꯗꯨꯅ ꯍꯦꯟꯅ ꯋꯥꯈꯜ ꯋꯥꯕ ꯍꯧꯔꯛꯈꯤ ꯑꯃꯁꯨꯡ ꯃꯔꯝ ꯑꯁꯤꯅ ꯃꯈꯣꯏꯅ ꯃꯍꯥꯛꯄꯨ ꯌꯥꯅꯈꯤꯕ ꯑꯗꯨ ꯌꯥꯅꯕ ꯄꯨꯔꯛꯈꯤ ꯃꯗꯨꯅ ꯃꯤꯌꯥꯝꯒꯤꯗꯃꯛ ꯑꯀꯛꯅꯕ ꯂꯤꯕꯔꯇꯤ ꯑꯃꯁꯨꯡ ꯍꯛꯁꯤꯡ ꯁꯦꯝꯈꯤ꯫ ꯃꯦꯛꯅ ꯀꯥꯔꯇꯥꯗ ꯑꯅꯧꯕ ꯇꯦꯛꯁ ꯊꯤꯗ꯭ꯔꯤꯉꯩꯒꯤ ꯃꯃꯥꯡꯗ ꯅꯤꯡꯊꯧꯅ ꯕꯦꯔꯣꯅꯁꯤꯡꯒ ꯋꯥꯔꯤ ꯁꯥꯅꯕ ꯃꯊꯧ ꯇꯥꯕ ꯐ꯭ꯔꯤ ꯅꯨꯄꯥ ꯄꯨꯝꯅꯃꯛꯇ ꯑꯆꯨꯝꯕ ꯋꯥꯌꯦꯜ ꯄꯤꯕꯒꯤ ꯒꯔꯦꯟꯇꯤ ꯄꯤꯕ ꯑꯃꯁꯨꯡ ꯖꯁ꯭ꯇꯤꯁ ꯂꯧꯕ ꯅꯠꯇ꯭ꯔꯒ ꯌꯣꯟꯕ ꯌꯥꯗꯕꯒꯤ ꯒꯔꯦꯟꯇꯤ ꯌꯥꯎꯈꯤ꯫ ꯃꯦꯛꯅꯥ ꯀꯥꯔꯇ ꯑꯁꯤ ꯑꯍꯥꯅꯕꯗ ꯅꯣꯕꯦꯜꯁꯤꯡꯒꯤ ꯑꯄꯤꯀꯄ ꯀꯥꯡꯂꯨꯞ ꯑꯃꯒꯤ ꯑꯋꯥꯕꯁꯤꯡ ꯌꯦꯡꯁꯤꯟꯕ ꯗꯣꯀꯨꯃꯦꯟ ꯑꯃ ꯑꯣꯏꯔꯕꯁꯨ ꯃꯇꯝꯒꯤ ꯃꯇꯨꯡ ꯏꯟꯅ ꯃꯁꯤꯒꯤ ꯄ꯭ꯔꯤꯟꯁꯤꯄꯜꯁꯤꯡ ꯑꯁꯤ ꯄꯥꯛꯊꯣꯛ ꯆꯥꯎꯊꯣꯛꯇꯨꯅ ꯃꯣꯗꯔꯟ ꯀꯟꯁꯇꯤꯇꯨꯁ꯭ꯅꯦꯜ ꯒꯕꯔꯃꯦꯟꯀꯤ ꯌꯨꯝꯐꯝ ꯑꯣꯏꯔꯛꯈꯤ꯫ ꯃꯁꯤꯅ ꯃꯇꯨꯡ ꯇꯥꯔꯛꯄꯗ ꯌꯨꯅꯥꯏꯇꯦꯠ ꯁ꯭ꯇꯦꯁꯀꯤ ꯕꯤꯜ ꯑꯣꯐ ꯔꯥꯏꯠ ꯌꯥꯎꯅ ꯍꯛꯁꯤꯡ ꯑꯃꯁꯨꯡ ꯅꯤꯡꯇꯝꯕꯒꯤ ꯋꯥꯐꯝ ꯀꯌꯥꯒꯤ ꯌꯨꯝꯐꯝ ꯑꯣꯏꯈꯤ꯫ ꯉꯁꯤꯗꯤ ꯃꯦꯛꯅꯥ ꯀꯥꯔꯇ ꯑꯁꯤ ꯄꯨꯋꯥꯔꯤꯗ ꯈ꯭ꯋꯥꯏꯗꯒꯤ ꯃꯔꯨꯑꯣꯏꯕ ꯑꯥꯏꯟꯒꯤ ꯗꯣꯀꯨꯃꯦꯟ ꯑꯃꯅꯤ ꯍꯥꯏꯅ ꯂꯧꯅꯔꯤ ꯃꯁꯤꯅ ꯂꯤꯕꯔꯇꯤ ꯖꯁꯇꯤꯁ ꯑꯃꯁꯨꯡ ꯔꯨꯜ ꯑꯣꯐ ꯂꯣꯒꯤ ꯃꯥꯂꯦꯝꯒꯤ ꯑꯣꯏꯕ ꯋꯥꯈꯜꯂꯣꯟꯁꯤꯡꯒꯤ ꯃꯃꯤ ꯇꯥꯔꯤ꯫